ꯃꯈꯥꯗ ꯄꯤꯔꯤꯕ ꯋꯥꯔꯤ ꯑꯁꯤꯒꯤ ꯄ꯭ꯔꯣꯇꯣꯒꯣꯅꯤꯁ꯭ꯠ ꯑꯗꯨ ꯅꯍꯥꯛꯅꯤ ꯍꯥꯏꯅ ꯈꯟꯕꯤꯌꯨ ꯑꯃꯁꯨꯡ ꯃꯇꯤꯛ ꯆꯥꯕ ꯋꯥꯔꯤ ꯁꯥꯅꯕ ꯑꯃ ꯁꯦꯝꯒꯠꯄꯤꯌꯨ꯫ ꯅꯪꯅ ꯑꯃꯝꯕ ꯂꯝꯕꯤ ꯑꯃꯗ ꯆꯠꯂꯤ꯫ ꯁꯦꯡꯂꯕ ꯃꯐꯝ ꯑꯃꯗ ꯑꯆꯝꯕ ꯃꯤꯁꯛ ꯑꯃ ꯂꯦꯞꯂꯤ꯫ ꯑꯩ (ꯅꯔꯚꯁ ꯑꯣꯏꯅ) -ꯍꯦꯂꯣ? ꯀꯅꯥꯒꯨꯝꯕ ꯑꯃ ꯂꯩꯕ꯭ꯔꯥ? ꯑꯆꯝꯕ ꯐꯤꯒꯔ: (ꯀ꯭ꯔꯤꯄꯤꯂꯤ) ꯂꯩꯔꯝꯒꯅꯤ꯫ ꯑꯩ (ꯇꯦꯟꯁꯟ ꯑꯣꯏꯅ) ꯑꯩꯅꯥ ꯅꯪꯕꯨ ꯎꯕ ꯐꯪꯅꯕ ꯅꯪꯅ ꯁꯦꯡꯂꯕ ꯃꯐꯝꯗꯒꯤ ꯂꯥꯛꯄ ꯉꯝꯒꯗ꯭ꯔꯥ? ꯑꯆꯝꯕ ꯃꯤꯁꯛ: ( ꯇꯣꯟ ꯑꯃꯗ) ꯀꯔꯤꯒꯤ ꯑꯩꯕꯨ ꯎꯕ ꯄꯥꯝꯂꯤꯕꯅꯣ, ꯃꯔꯨꯞ? ꯑꯩ (ꯅꯤꯡꯊꯤꯅ ꯎꯕꯥ ꯐꯪꯅꯕꯥ ꯍꯣꯠꯅꯩ) ꯑꯩꯅ ꯑꯆꯝꯕ ꯃꯤꯁꯤꯡꯒ ꯋꯥꯔꯤ ꯁꯥꯅꯕꯗ ꯅꯨꯡꯉꯥꯏꯕ ꯐꯥꯎꯗꯦ, ꯃꯔꯨ ꯑꯣꯏꯅ ꯑꯃꯝꯕꯗ꯫ ꯑꯆꯝꯕ ꯐꯤꯒꯔ: (ꯆꯪꯁꯤꯜꯂꯛꯏ) ꯑꯩꯅ ꯃꯗꯨ ꯂꯧꯁꯤꯟꯕ ꯉꯝꯃꯤ꯫ ꯑꯗꯨꯕꯨ ꯑꯩꯍꯥꯛꯅꯥ ꯑꯗꯣꯝꯗ ꯊꯥꯖꯕ ꯄꯤꯖꯔꯤ, ꯑꯩꯍꯥꯛꯅ ꯍꯥꯏꯖꯅꯤꯡꯕꯗꯤ ꯑꯁꯣꯏꯕ ꯑꯃꯠꯇꯥ ꯂꯩꯇꯦ꯫ ꯑꯩ: ꯑꯣꯀꯦ꯫ ꯃꯇꯝ ꯑꯗꯨꯗꯥ ꯃꯐꯝ ꯑꯁꯤꯗ ꯀꯔꯤ ꯇꯧꯔꯤꯕꯒꯦ ꯍꯥꯏꯕꯗꯨ ꯑꯩꯉꯣꯟꯗ ꯍꯥꯏꯕꯤꯌꯨ? ꯑꯆꯝꯕ ꯃꯤꯁꯛ ꯑꯃ (ꯑꯉꯛꯄ ꯈꯣꯟꯖꯦꯜ ꯑꯃꯗ) ꯑꯩꯍꯥꯛ ꯁꯨꯞꯅꯇꯒꯤ ꯃꯔꯨꯞ ꯑꯃ ꯉꯥꯏꯔꯤ꯫ ꯑꯩ (ꯑꯀꯤꯕꯥ ꯄꯣꯀꯍꯟꯗꯨꯅꯥ) ꯄꯨꯡ ꯑꯁꯤꯗ ? ꯃꯁꯤꯒꯤ ꯃꯐꯝ ꯑꯁꯤꯗ? ꯑꯆꯝꯕ ꯐꯤꯒꯔ: ꯑꯩꯒꯤ ꯏꯔꯩꯕꯥꯛꯆ ꯑꯃꯁꯨꯡ ꯑꯩꯒꯤ ꯃꯔꯝꯁꯤꯡ ꯂꯩ꯫ ꯑꯩ (ꯗꯤꯁꯤꯁꯤꯑꯦꯜ ꯑꯣꯏꯅꯥ) ꯑꯐꯕ, ꯑꯩꯅ ꯈꯜꯂꯤ ꯃꯇꯝꯗꯨꯗ ꯑꯩꯒꯤ ꯂꯝꯕꯤꯗ ꯆꯠꯀꯅꯤ꯫ ꯑꯆꯝꯕꯥ ꯐꯤꯒꯔ: (ꯃꯤꯠ ꯎꯏꯁꯤꯟꯗꯨꯅꯥ) ꯅꯍꯥꯛꯀꯤ ꯏꯁꯥꯕꯨ ꯆꯨꯝꯊꯣꯛꯎ, ꯃꯔꯨꯞ꯫ ꯑꯩ: (ꯐꯖꯅꯥ) ꯄꯥꯎꯇꯥꯛ ꯄꯤꯕꯤꯕꯒꯤꯗꯃꯛ ꯊꯥꯒꯠꯆꯔꯤ꯫ ꯀꯥꯏꯅꯔꯁꯤ꯫ ꯀꯣꯕꯤꯗ-ꯅꯥꯏꯟꯇꯤꯟꯒꯤ ꯃꯇꯥꯡꯗ ꯋꯥꯐꯝ ꯈꯔ꯫ ꯀꯣꯕꯤꯗ-ꯅꯥꯏꯟꯇꯤꯟꯒꯤ ꯂꯥꯏꯆꯠ ꯑꯃ ꯀꯟꯇ꯭ꯔꯣꯜ ꯇꯧꯅꯕ ꯁꯖꯦꯁ꯭ꯠ ꯇꯧꯔꯕ ꯃꯤꯌꯥꯝꯒꯤ ꯍꯛꯁꯦꯜꯒꯤ ꯊꯧꯔꯥꯡ ꯈꯔ ꯃꯈꯥꯗꯥ ꯄꯤꯔꯤ: ꯁꯣꯁꯤꯑꯦꯜ ꯗꯤꯁ꯭ꯇꯦꯟꯁꯤꯡ: ꯃꯤꯌꯥꯝꯒꯤ ꯃꯐꯝꯁꯤꯡꯗ ꯑꯇꯣꯞꯄꯁꯤꯡꯗꯒꯤ ꯐꯨꯠ ꯇꯔꯨꯛ ꯂꯥꯞꯅ ꯂꯩꯅꯕ ꯄꯨꯛꯅꯤꯡ ꯊꯧꯒꯠꯄ ꯑꯃꯁꯨꯡ ꯑꯅꯥꯕ ꯃꯤꯑꯣꯏꯁꯤꯡꯒ ꯅꯛꯅꯕ ꯃꯔꯤ ꯂꯩꯅꯗꯅꯕ ꯄꯨꯛꯅꯤꯡ ꯊꯧꯒꯠꯄ꯫ ꯃꯥꯁ꯭ꯛ ꯎꯞꯄꯥ: ꯚꯥꯏꯔꯁ ꯁꯟꯗꯣꯔꯛꯄꯥ ꯊꯤꯡꯅꯕ ꯃꯤꯌꯥꯝꯒꯤ ꯃꯤꯌꯥꯝꯒꯤ ꯃꯐꯝꯗꯥ ꯂꯩꯕ ꯃꯇꯝꯗ ꯃꯥꯁ꯭ꯛ ꯎꯞꯅꯕ ꯄꯥꯎꯇꯥꯛ ꯄꯤꯕ꯫ ꯈꯨꯠ ꯍꯥꯝꯗꯣꯛꯄ: ꯃꯤꯑꯣꯏꯕꯅ ꯃꯈꯣꯏꯒꯤ ꯈꯨꯠ ꯑꯗꯨ ꯁꯦꯀꯦꯟꯗ ꯀꯨꯟ ꯐꯥꯎꯕꯥ ꯁꯥꯄꯣꯟ ꯑꯃꯁꯨꯡ ꯏꯁꯤꯡꯅ ꯌꯥꯝꯅ ꯇꯣꯏꯅ ꯍꯥꯝꯗꯣꯛꯅꯕ ꯄꯨꯛꯅꯤꯡ ꯊꯧꯒꯠꯀꯗꯕꯅꯤ, ꯅꯠꯇ꯭ꯔꯒ ꯌꯥꯝꯗ꯭ꯔꯕꯗ ꯁꯥꯛꯁꯇꯤ ꯄꯥꯔꯁꯦꯟꯇ ꯌꯨ ꯌꯥꯎꯕ ꯍꯦꯟꯗ ꯁꯦꯅꯤꯇꯥꯏꯖꯔ ꯁꯤꯖꯤꯟꯅꯒꯗꯕꯅꯤ꯫ ꯀꯟꯇꯦꯛꯇ ꯇ꯭ꯔꯦꯁꯤꯡ: ꯏꯅꯐꯦꯛꯇ ꯇꯧꯔꯕ ꯃꯤꯑꯣꯏꯁꯤꯡꯒ ꯌꯥꯝꯅ ꯅꯛꯅ ꯀꯟꯇꯦꯛꯇ ꯇꯧꯔꯕ ꯃꯤꯑꯣꯏꯁꯤꯡ ꯃꯁꯛ ꯈꯪꯗꯣꯛꯄ ꯑꯃꯁꯨꯡ ꯑꯥꯏꯁꯣꯂꯦꯠ ꯇꯧꯕ꯫ ꯇꯦꯁ꯭ꯠ ꯇꯧꯕ ꯀꯣꯕꯤꯗ-ꯅꯥꯏꯟꯇꯤꯟꯒꯤ ꯂꯩꯐꯝ ꯈꯪꯗꯣꯛꯅꯕ ꯇꯦꯁ꯭ꯠ ꯇꯧꯕꯒꯤ ꯈꯨꯗꯣꯡꯆꯥꯕꯁꯤꯡ ꯐꯪꯍꯟꯕ ꯍꯦꯟꯒꯠꯍꯟꯕ꯫ ꯀ꯭ꯋꯥꯔꯦꯟꯇꯥꯏꯟ ꯚꯥꯏꯔꯁ ꯄꯣꯖꯤꯇꯤꯕ ꯑꯣꯏꯕ ꯅꯠꯇ꯭ꯔꯒ ꯏꯟꯐꯦꯛꯇ ꯇꯧꯔꯕ ꯃꯤꯑꯣꯏꯁꯤꯡꯒ ꯁꯣꯛꯅ-ꯁꯝꯅꯔꯕ ꯃꯤꯑꯣꯏꯁꯤꯡꯒꯤꯗꯃꯛ ꯀ꯭ꯋꯥꯔꯦꯟꯇꯥꯏꯟꯒꯤ ꯊꯧꯔꯥꯡꯁꯤꯡ ꯄꯥꯏꯈꯠꯄ꯫ ꯇꯤꯀꯥ: ꯇꯤꯀꯥ ꯐꯖꯅ ꯐꯪꯂꯕ ꯃꯇꯝꯗꯥ ꯇꯤꯀꯥ ꯊꯥꯅꯕ ꯃꯤꯑꯣꯏꯁꯤꯡ ꯄꯨꯛꯅꯤꯡ ꯊꯧꯒꯠꯄ꯫ ꯃꯤꯌꯥꯃꯗ ꯈꯪꯍꯟꯕ ꯚꯥꯏꯔꯁ ꯑꯁꯤꯒꯤ ꯃꯇꯥꯡꯗ, ꯃꯁꯤꯕꯨ ꯉꯥꯛꯊꯣꯛꯄ, ꯑꯃꯁꯨꯡ ꯃꯇꯧ ꯀꯔꯝꯅꯥ ꯍꯛꯆꯥꯡ ꯐꯅ ꯂꯩꯒꯗꯒꯦ ꯍꯥꯏꯕꯒꯤ ꯃꯇꯥꯡꯗ ꯃꯤꯌꯥꯝꯗ ꯐ꯭ꯂꯥꯏꯌꯥꯔ, ꯕꯤꯜꯕꯣꯔꯗ, ꯄꯕ꯭ꯂꯤꯛ ꯁꯔꯕꯤꯁꯀꯤ ꯂꯥꯎꯊꯣꯛꯄ, ꯑꯃꯁꯨꯡ ꯁꯣꯁꯤꯑꯦꯜ ꯃꯤꯗꯤꯌꯥꯒꯤ ꯈꯨꯠꯊꯥꯡꯗꯥ ꯈꯪꯍꯟꯕ꯫ ꯃꯤꯐꯝ ꯑꯃꯁꯨꯡ ꯊꯧꯔꯝꯁꯤꯡ ꯃꯤꯐꯝ ꯑꯃꯁꯨꯡ ꯊꯧꯔꯝꯁꯤꯡꯒꯤ ꯃꯁꯤꯡ ꯑꯃꯁꯨꯡ ꯁꯥꯏꯖ ꯂꯤꯃꯤꯠ ꯇꯧꯕ꯫ ꯆꯠꯊꯣꯛ-ꯆꯠꯁꯤꯟꯗ ꯑꯊꯤꯡꯕ ꯊꯝꯕ ꯀꯝꯃ꯭ꯌꯨꯅꯤꯇꯤ ꯑꯃꯁꯨꯡ ꯂꯩꯕꯥꯛꯁꯤꯡꯒꯤ ꯃꯔꯛꯇ ꯚꯥꯏꯔꯁ ꯚꯥꯏꯔꯁ ꯁꯟꯗꯣꯛꯄ ꯊꯤꯡꯅꯕ ꯆꯠꯊꯣꯛ-ꯆꯠꯁꯤꯟꯗ ꯑꯊꯤꯡꯕ ꯊꯝꯕ꯫